ꯃꯈꯥꯗ ꯄꯤꯔꯤꯕ ꯁꯟ ꯁꯤꯅꯥꯔꯤꯑꯣ ꯑꯁꯤ ꯄꯥꯕꯤꯌꯨ ꯑꯃꯁꯨꯡ ꯍꯪꯅꯕꯒꯤꯗꯃꯛ ꯃꯇꯤꯛ ꯆꯥꯕ ꯋꯥꯍꯪꯁꯤꯡ ꯂꯥꯛꯎ꯫ ꯅꯍꯥꯛꯅ ꯗꯦꯇꯥ ꯁꯥꯏꯟꯇꯤꯁ ꯑꯃ ꯑꯣꯏꯅ ꯄꯣꯖꯤꯁꯟ ꯑꯃꯒꯤꯗꯃꯛ ꯀꯦꯟꯗꯤꯗꯦꯠ ꯑꯃꯒ ꯏꯟꯇꯔꯚ꯭꯭ꯌꯨ ꯇꯧꯔꯤ꯫ ꯑꯗꯣꯝꯒꯤ ꯑꯦꯖꯨꯀꯦꯁꯟꯒꯤ ꯃꯇꯥꯡꯗ ꯑꯃꯁꯨꯡ ꯃꯁꯤꯅ ꯑꯗꯣꯝꯕꯨ ꯗꯦꯇꯥ ꯁꯥꯏꯟꯁꯀꯤ ꯀꯦꯔꯤꯌꯔꯒꯤꯗꯃꯛ ꯀꯔꯝꯅ ꯁꯦꯝ ꯁꯥꯈꯤꯕꯒꯦ ꯍꯥꯏꯕꯗꯨ ꯑꯩꯈꯣꯏꯗ ꯍꯥꯏꯕꯤꯔꯛꯄ ꯌꯥꯒꯗ꯭꯭ꯔꯥ? ꯗꯦꯇꯥ ꯑꯦꯅꯥꯂꯥꯏꯁꯤꯁ ꯑꯃꯁꯨꯡ ꯃꯣꯗꯦꯂꯤꯡꯗ ꯑꯗꯣꯝꯒꯤ ꯀꯔꯤ ꯑꯦꯛꯁ꯭ꯄꯔꯤꯌꯦꯟꯁ ꯂꯩꯕꯒꯦ? ꯗꯦꯇꯥ ꯁꯥꯏꯟꯇꯤꯁ ꯑꯃ ꯑꯣꯏꯅ ꯑꯗꯣꯝꯒꯤ ꯍꯩꯁꯤꯡꯕꯁꯤꯡ ꯑꯗꯨ ꯐꯣꯡꯗꯣꯛꯂꯤꯕ ꯑꯗꯣꯝꯅ ꯊꯕꯛ ꯇꯧꯈꯤꯕ ꯄ꯭ꯔꯣꯖꯦꯛꯇ ꯑꯃꯒꯤ ꯈꯨꯠꯊꯥꯡꯗ ꯑꯩꯈꯣꯏꯕꯨ ꯂꯝꯖꯤꯡꯕꯤꯕ ꯉꯝꯒꯗ꯭ꯔ? ꯗꯦꯇꯥ ꯁꯥꯏꯟꯁꯀꯤ ꯈ꯭ꯋꯥꯏꯗꯒꯤ ꯅꯧꯕ ꯗꯤꯕꯦꯂꯞꯃꯦꯟꯇꯁꯤꯡ ꯑꯃꯁꯨꯡ ꯑꯍꯣꯡꯕꯁꯤꯡꯒꯤ ꯃꯇꯥꯡꯗ ꯑꯗꯣꯝꯅ ꯃꯇꯧ ꯀꯔꯝꯅ ꯃꯇꯝꯒ ꯆꯥꯟꯅꯕ ꯑꯣꯏꯔꯤꯕꯒꯦ? ꯄ꯭꯭ꯔꯤꯗꯤꯛꯁꯟ ꯇꯧꯅꯕ ꯑꯆꯧꯕ ꯗꯦꯇꯥꯁꯦꯠ ꯑꯃ ꯑꯦꯅꯥꯂꯥꯏꯖ ꯇꯧꯕ ꯃꯊꯧ ꯇꯥꯕ ꯄ꯭ꯔꯣꯕ꯭ꯂꯦꯝ ꯑꯃ ꯑꯗꯣꯝꯅ ꯀꯔꯝꯅ ꯑꯦꯄ꯭ꯔꯣꯆ ꯇꯧꯒꯅꯤ? ꯅꯟ-ꯇꯦꯛꯅꯤꯀꯦꯜ ꯑꯣꯗꯤꯁꯟ ꯑꯃꯗ ꯑꯗꯣꯝꯅ ꯃꯇꯧ ꯀꯔꯝꯅ ꯔꯤꯖꯜꯠ ꯑꯃꯁꯨꯡ ꯏꯟꯁꯥꯏꯠꯁꯤꯡ ꯄꯥꯎ ꯐꯥꯎꯒꯅꯤ ꯍꯥꯏꯕꯗꯨ ꯑꯗꯣꯝꯅ ꯁꯟꯗꯣꯛꯅ ꯇꯥꯛꯄ ꯉꯝꯒꯗ꯭ꯔꯥ? ꯏꯐꯦꯛꯇꯤꯚ ꯑꯦꯅꯥꯂꯥꯏꯁꯤꯁꯀꯤꯗꯃꯛ ꯗꯦꯇꯥ ꯀ꯭꯭ꯂꯤꯅꯤꯡ ꯑꯃꯁꯨꯡ ꯄ꯭ꯔꯤ-ꯄ꯭꯭ꯔꯣꯁꯦꯁꯤꯡ ꯑꯁꯤ ꯀꯔꯝꯅ ꯑꯦꯄ꯭ꯔꯣꯆ ꯇꯧꯔꯤꯕꯒꯦ? ꯑꯗꯣꯝꯅ ꯀꯝꯄꯂꯦꯛꯁ ꯗꯦꯇꯥ ꯄꯔꯣꯕ꯭꯭ꯂꯦꯝ ꯑꯃ ꯁꯣꯜꯕ ꯇꯧꯅꯕ ꯀ꯭꯭ꯔꯤꯌꯦꯇꯤꯕ ꯁꯣꯂꯨꯁꯟ ꯑꯃ ꯁꯤꯖꯤꯟꯅꯈꯤꯕ ꯃꯇꯝ ꯑꯃ ꯐꯣꯡꯗꯣꯛꯄ ꯉꯝꯒꯗ꯭ꯔꯥ? ꯄ꯭꯭ꯔꯣꯖꯦꯛꯇ ꯑꯃꯗ ꯔꯤꯖꯜꯇ ꯐꯒꯠꯍꯟꯅꯕ ꯑꯗꯣꯝꯅ ꯃꯦꯁꯤꯟ ꯂꯥꯔꯅꯤꯡ ꯇꯦꯛꯅꯤꯛꯁꯤꯡ ꯀꯔꯝꯅ ꯁꯤꯖꯤꯟꯅꯈꯤꯕꯒꯦ ꯍꯥꯏꯕꯒꯤ ꯈꯨꯗꯝ ꯑꯃ ꯄꯤꯕ ꯉꯝꯒꯗ꯭ꯔ? ꯇꯤꯝ ꯑꯃꯗ ꯊꯕꯛ ꯇꯧꯕꯒꯤ ꯑꯗꯣꯝꯒꯤ ꯑꯦꯛꯁ꯭ꯄꯔꯤꯌꯦꯟꯁ ꯑꯗꯨ ꯈꯟꯅ-ꯅꯩꯅꯕ ꯌꯥꯒꯗ꯭꯭ꯔ, ꯑꯃꯁꯨꯡ ꯑꯄꯥꯝꯕ ꯐꯜ ꯑꯗꯨ ꯐꯪꯅꯕ ꯑꯗꯣꯝꯅ ꯑꯇꯣꯞꯄꯁꯤꯡꯒ ꯀꯔꯝꯅ ꯄꯨꯟꯅ ꯊꯕꯛ ꯇꯧꯃꯤꯟꯒꯅꯤ? ꯋꯥꯍꯩ ꯑꯗꯨꯒꯤꯗꯃꯛ ꯑꯦꯅꯥꯂꯣꯖꯤ ꯑꯃ ꯁꯦꯝꯃꯨ꯫ ꯑꯄꯤꯕ ꯌꯨꯝ ꯑꯃꯗ ꯂꯩꯕ ꯔꯨꯝ ꯑꯃꯒꯤꯗꯃꯛ ꯃꯆꯨꯒꯤ ꯄꯦꯂꯦꯠ ꯑꯃ ꯄꯤꯌꯨ꯫ ꯚꯤꯛꯇꯣꯔꯤꯌꯥꯟ ꯍꯥꯎꯁ꯫ ꯚꯤꯛꯇꯣꯔꯤꯌꯥꯟ ꯌꯨꯝ ꯑꯃꯗ ꯔꯨꯝ ꯑꯃꯒꯤꯗꯃꯛ ꯆꯨꯅꯕ ꯃꯆꯨꯒꯤ ꯄꯦꯂꯦꯠ ꯑꯃꯗ ꯂꯛꯀꯔꯒꯤ ꯇꯆ ꯑꯃꯒꯤꯗꯃꯛ ꯁꯅꯥ ꯑꯃꯁꯨꯡ ꯂꯨꯄꯥꯒꯤ ꯑꯦꯀꯁꯦꯟꯠꯁꯤꯡꯒ ꯂꯣꯏꯅꯅ ꯗꯤꯞ ꯔꯦꯗ, ꯒ꯭꯭ꯔꯤꯟ, ꯑꯃꯁꯨꯡ ꯕ꯭꯭ꯂꯨꯒꯨꯝꯕ ꯔꯤꯆ ꯑꯃꯁꯨꯡ ꯏꯂꯤꯒꯦꯟꯇ ꯁꯦꯠꯁꯤꯡ ꯌꯥꯎꯕ ꯌꯥꯏ꯫ ꯍꯦꯟꯅ ꯀ꯭꯭ꯂꯥꯁꯤꯛ ꯑꯣꯏꯕ ꯑꯃꯁꯨꯡ ꯃꯇꯝ ꯀꯨꯏꯅ ꯆꯠꯄ ꯂꯨꯛ ꯑꯃꯒꯤꯗꯃꯛꯇ ꯗꯥ꯭ꯔꯛ ꯎꯗ ꯇꯣꯟꯁꯤꯡ ꯑꯃꯁꯨꯡ ꯕꯦꯖ ꯑꯃꯁꯨꯡ ꯑꯥꯏꯚꯔꯤꯒꯨꯝꯕ ꯅ꯭꯭ꯌꯨꯇꯔꯤꯜ ꯇꯣꯟꯁꯤꯡꯁꯨ ꯁꯤꯖꯤꯟꯅꯕ ꯌꯥꯏ꯫ ꯃꯔꯨ ꯑꯣꯏꯕ ꯑꯁꯤ ꯃꯆꯨ ꯑꯃꯁꯨꯡ ꯇꯦꯛꯁꯆꯔꯒꯤ ꯑꯆꯨꯝꯕ ꯀꯝꯕꯤꯅꯦꯁꯟꯒ ꯂꯣꯏꯅꯅ ꯒ꯭ꯔꯦꯟꯗꯔ, ꯑꯣꯄꯨꯂꯦꯟꯁ ꯑꯃꯁꯨꯡ ꯁꯣꯐꯤꯁ꯭ꯇꯤꯀꯦꯁꯟꯒꯤ ꯋꯥꯈꯜꯂꯣꯟ ꯑꯃ ꯁꯦꯝꯒꯠꯄꯅꯤ꯫ ꯄꯤꯔꯤꯕ ꯋꯥꯔꯤ ꯑꯗꯨꯗꯒꯤ ꯃꯔꯨꯑꯣꯏꯕ ꯊꯧꯗꯣꯛ ꯑꯗꯨ ꯈꯪꯗꯣꯛꯄ꯫ ꯖꯣꯖꯣꯅ ꯄꯥꯔꯛꯇ ꯆꯠꯂꯤꯉꯩꯗ ꯎꯄꯥꯜ ꯑꯃꯗ ꯆꯦꯟꯊꯔꯛꯄ ꯗ꯭ꯔꯒ ꯑꯃ ꯎꯈꯤ꯫ ꯃꯍꯥꯛ ꯃꯗꯨꯒꯤ ꯈꯣꯡꯎꯞ ꯑꯗꯨ ꯃꯉꯥꯜ ꯄꯤꯔꯛꯄ ꯃꯆꯨꯁꯤꯡ ꯑꯗꯨꯅ ꯌꯥꯝꯅ ꯉꯛꯈꯤ ꯑꯃꯁꯨꯡ ꯃꯗꯨ ꯎꯔꯦꯞ ꯎꯌꯨꯡ ꯇꯝꯈꯤꯕ ꯐꯥꯎꯕ ꯃꯤꯅꯤꯠ ꯈꯔꯅꯤ ꯌꯦꯡꯈꯤ꯫ ꯋꯥꯔꯤꯃꯆꯥ ꯑꯁꯤꯗ ꯌꯥꯎꯔꯤꯕ ꯃꯔꯨ ꯑꯣꯏꯕ ꯊꯧꯗꯣꯛ ꯑꯗꯨꯗꯤ ꯖꯣꯖꯣꯅꯥ ꯄꯥꯔꯛꯇꯥ ꯆꯠꯂꯤꯉꯩꯗ ꯎꯄꯥꯜ ꯑꯃꯗ ꯆꯦꯟꯊꯔꯛꯄ ꯗ꯭ꯔꯒꯟꯐ꯭ꯂꯥꯏ ꯑꯃ ꯎꯈꯤꯕꯅꯤ꯫ ꯃꯈꯥꯗ ꯄꯤꯔꯤꯕ ꯂꯣꯖꯤꯀꯦꯜ ꯁ꯭ꯇꯦꯠꯃꯦꯟꯇ ꯑꯁꯤ ꯑꯆꯨꯝꯕ ꯅꯠꯇꯔꯒ ꯑꯔꯥꯟꯕ ꯑꯣꯏꯅ ꯏꯚꯥꯂ꯭ꯌꯨꯑꯦꯠ ꯇꯧ ꯑꯃꯁꯨꯡ ꯀꯔꯤꯒꯤꯅꯣ ꯍꯥꯏꯕꯗꯨ ꯁꯟꯗꯣꯛꯅ ꯇꯥꯛꯎ: ꯌꯨꯝꯁꯥ ꯄꯨꯝꯅꯃꯛ ꯃꯃꯥꯏꯅꯤ꯫ "ꯀꯨꯠꯇꯥ ꯄꯨꯝꯅꯃꯛ ꯃꯃꯥꯏꯅꯤ" ꯍꯥꯏꯕ ꯋꯥꯐꯝ ꯑꯁꯤ ꯑꯆꯨꯝꯕꯅꯤ꯫ ꯌꯨꯝꯁꯥ ꯑꯁꯤ ꯀꯥꯔꯅꯤꯚꯣꯔꯥ ꯑꯣꯔꯗꯔꯒꯤ ꯃꯈꯥꯗ ꯀ꯭꯭ꯂꯥꯁꯤꯐꯥꯏ ꯇꯧꯔꯕ ꯃꯈꯜ ꯑꯃꯅꯤ, ꯃꯁꯤ ꯃꯦꯃꯦꯂꯤꯌꯥ ꯃꯃꯥꯏꯒꯤ ꯀ꯭꯭ꯂꯥꯁꯀꯤ ꯃꯈꯥꯗ ꯂꯩ꯫ ꯃꯃꯥꯏꯁꯤꯡ ꯑꯁꯤ ꯋꯥꯔꯝ ꯕ꯭ꯂꯗ ꯚꯔꯇꯤꯕ꯭ꯔꯦꯠꯁꯤꯡꯅꯤ ꯑꯃꯁꯨꯡ ꯃꯈꯣꯏ ꯑꯁꯤ ꯃꯦꯃꯦꯔꯤ ꯒ꯭ꯜꯌꯥꯟꯗꯁꯤꯡ ꯑꯃꯁꯨꯡ ꯈꯣꯡ ꯅꯠꯇꯔꯒ ꯈꯣꯡꯎꯞ ꯂꯩꯕꯅ ꯃꯁꯛ ꯇꯥꯛꯏ꯫ ꯌꯝꯁꯥꯁꯤꯡꯅ, ꯃꯃꯥꯏ ꯄꯨꯝꯅꯃꯛꯒꯨꯝꯅ, ꯃꯒꯨꯟꯁꯤꯡ ꯑꯁꯤ ꯂꯩ ꯑꯃꯁꯨꯡ ꯃꯃꯥꯏꯁꯤꯡꯗ ꯀꯃꯟ ꯑꯣꯏꯕ ꯑꯇꯩ ꯃꯒꯨꯟꯁꯤꯡ, ꯍꯥꯏꯕꯗꯤ ꯍꯤꯡꯂꯤꯕ ꯅꯧꯅ ꯄꯣꯛꯄ ꯑꯃꯁꯨꯡ ꯕ꯭ꯔꯦꯟꯗ ꯅꯤꯑꯣꯀꯣꯔꯇꯦꯛꯁ ꯔꯤꯖꯟ ꯑꯃ ꯂꯩꯕ ꯑꯁꯤꯅꯆꯤꯡꯕꯥ ꯌꯥꯎꯏ꯫ ꯑꯗꯨꯅ,ꯌꯨꯝꯁꯥꯁꯤꯡꯅ ꯃꯃꯥꯏꯁꯤꯡꯕꯨ ꯃꯁꯛ ꯇꯥꯛꯄ ꯂꯝꯆꯠ-ꯁꯥꯖꯠꯁꯤꯡ ꯂꯩꯕꯅ, ꯌꯨꯝꯁꯥ ꯄꯨꯝꯅꯃꯛ ꯃꯃꯥꯏꯁꯤꯡꯅꯤ ꯍꯥꯏꯕꯁꯤ ꯑꯆꯨꯝꯕꯅꯤ꯫ ꯀꯃꯟ ꯑꯣꯏꯕ ꯎꯃꯪꯒꯤ ꯃꯈꯜ ꯃꯉꯥ ꯂꯤꯁ꯭ꯠ ꯇꯧ꯫